ꯃꯈꯥꯗꯥ ꯄꯤꯔꯤꯕꯥ ꯍꯤꯔꯝ ꯑꯁꯤꯒꯥ ꯃꯔꯤ ꯂꯩꯅꯕꯥ ꯗꯦꯇꯥ ꯄꯣꯏꯟꯇ ꯈꯣꯝꯖꯤꯜꯂꯨ: ꯍꯥꯏꯌꯔ ꯑꯦꯖꯨꯀꯦꯁꯟꯒꯤ ꯃꯃꯜꯒꯤ ꯃꯇꯥꯡꯗ ꯅꯩꯅꯁꯤ꯫ ꯀꯣꯂꯦꯖꯁꯤꯡ ꯑꯃꯁꯨꯡ ꯌꯨꯅꯥꯏꯇꯦꯠ ꯁ꯭ꯇꯦꯠ ꯐꯦꯗꯔꯦꯜ ꯔꯤꯖꯔꯚ ꯕꯦꯡꯀ ꯑꯣꯐ ꯁꯦꯟꯇ ꯂꯨꯏꯁꯅꯥ ꯔꯤꯄꯣꯔꯠ ꯇꯧꯔꯛꯄꯒꯤ ꯃꯇꯨꯡ ꯏꯟꯅꯥ ꯑꯃꯁꯨꯡ ꯏꯪ ꯁꯣꯛ ꯂꯤꯁꯤꯡ ꯑꯅꯤ ꯇꯔꯥꯃꯥꯄꯟꯒꯤ ꯃꯔꯛꯇꯥ ꯆꯍꯤ ꯃꯔꯤꯒꯤ ꯀꯣꯂꯦꯖ ꯅꯠꯇ꯭ꯔꯒꯥ ꯌꯨꯅꯤꯚꯔꯁꯤꯇꯤ ꯑꯃꯗꯥ ꯇꯝꯅꯕꯒꯤ ꯃꯃꯜ ꯑꯁꯤ ꯏꯟꯐ꯭ꯂꯦꯁꯟꯒꯤ ꯃꯊꯛꯇꯥ ꯆꯍꯤ ꯑꯃꯗꯥ ꯆꯗꯥ ꯑꯍꯨꯝ ꯄꯥꯔꯁꯦꯟ ꯍꯦꯟꯅꯥ ꯍꯦꯟꯒꯠꯈꯤ, ꯃꯁꯤ ꯏꯃꯨꯡꯒꯤ ꯃꯦꯗꯤꯌꯝ ꯏꯟꯀꯝ ꯑꯃꯥꯗꯒꯤ ꯇꯥꯅꯥ ꯍꯦꯟꯒꯠꯂꯛꯄꯒꯥ ꯆꯥꯡꯗꯝꯅꯕꯗꯥ ꯍꯦꯟꯒꯠꯈꯤ꯫ ꯆꯍꯤ ꯑꯃꯗꯥ ꯏꯟꯐ꯭ꯂꯦꯁꯟꯒꯤ ꯃꯊꯛꯇꯥ ꯆꯗꯥ ꯇꯔꯥꯃꯉꯥ ꯄꯥꯔꯁꯦꯟ ꯍꯦꯟꯒꯠꯂꯛꯈꯤ꯫ ꯁꯃꯨꯗ꯭ꯔ ꯈꯣꯡꯕꯥꯜ ꯑꯃꯗꯥ ꯃꯍꯧꯁꯥꯒꯤ ꯑꯣꯏꯕꯥ ꯄꯣꯠꯁꯛꯁꯤꯡ ꯁꯤꯖꯤꯟꯅꯗꯨꯅꯥ ꯒꯦꯝ ꯑꯃꯥ ꯗꯤꯖꯥꯏꯟ ꯇꯧꯁꯤ꯫ ꯒꯦꯝ ꯃꯃꯤꯡ ꯕꯤꯆ ꯁ꯭ꯀꯦꯚꯦꯟꯖꯔ ꯍꯟꯇ ꯄꯥꯟꯗꯝ: ꯃꯇꯝ ꯂꯣꯏꯗ꯭ꯔꯤꯉꯩꯒꯤ ꯃꯃꯥꯡꯗꯥ ꯅꯠꯇ꯭ꯔꯒꯥ ꯑꯇꯣꯞꯄꯥ ꯇꯤꯝ ꯑꯗꯨꯅꯥ ꯇꯧꯗ꯭ꯔꯤꯉꯩꯒꯤ ꯃꯃꯥꯡꯗꯥ ꯁ꯭ꯀꯦꯚꯦꯟꯖꯔ ꯍꯟꯇ ꯂꯤꯁ꯭ꯠ ꯑꯃꯗꯥ ꯂꯤꯁ ꯇꯧꯔꯕꯥ ꯃꯍꯧꯁꯥꯒꯤ ꯄꯣꯠꯂꯝ ꯄꯨꯝꯅꯃꯛ ꯊꯤꯕꯥꯅꯤ꯫ ꯄ꯭ꯂꯦꯌꯔꯁꯤꯡꯕꯨ ꯇꯤꯝ ꯑꯅꯤꯗꯥ ꯈꯥꯏꯗꯣꯛꯎ ꯑꯃꯁꯨꯡ ꯇꯤꯝ ꯈꯨꯗꯤꯡꯃꯛꯇꯥ ꯁ꯭ꯀꯦꯚꯦꯟꯖꯔ ꯍꯟꯇ ꯂꯤꯁ ꯑꯃꯥ ꯄꯤꯌꯨ꯫ ꯂꯤꯁ ꯑꯁꯤꯗꯥ ꯁꯃꯨꯗ꯭ꯔ ꯈꯣꯡꯕꯥꯜꯗꯥ ꯐꯪꯒꯗꯕꯥ ꯄꯣꯠꯂꯝꯁꯤꯡ, ꯃꯈꯣꯏꯁꯤꯡ ꯑꯗꯨꯗꯤ ꯇꯣꯉꯥꯟ ꯇꯣꯉꯥꯟꯕ ꯃꯈꯜꯒꯤ ꯁꯃꯨꯗ꯭ꯔꯒꯤ ꯈꯣꯡꯎꯞ, ꯗ꯭ꯔꯥꯏꯐꯦꯠ ꯋꯤꯜ, ꯁꯃꯨꯗ꯭ꯔꯒꯤ ꯎꯍꯩ, ꯁꯃꯨꯗ꯭ꯔꯒꯤ ꯒ꯭ꯂꯥꯁ, ꯐꯤ, ꯑꯃꯁꯨꯡ ꯇꯣꯉꯥꯟ ꯇꯣꯉꯥꯟꯕ ꯃꯑꯣꯡ ꯑꯃꯁꯨꯡ ꯁꯥꯏꯖꯖꯥꯒꯤ ꯁꯤꯜꯁꯤꯡ ꯌꯥꯎꯒꯅꯤ꯫ ꯒꯦꯝ ꯑꯁꯤꯒꯤ ꯃꯇꯝꯒꯤ ꯂꯤꯃꯤꯠ ꯑꯃꯥ ꯂꯦꯞꯊꯣꯛꯎ, ꯈꯨꯗꯝ ꯑꯣꯏꯅꯥ ꯃꯤꯅꯤꯠ ꯅꯤꯐꯨꯃꯉꯥ ꯒꯦꯝ ꯑꯁꯤ ꯍꯧꯔꯛꯄꯥ ꯃꯇꯝꯗꯥ ꯇꯤꯝ ꯈꯨꯗꯤꯡꯃꯛꯅꯥ ꯃꯈꯣꯏꯒꯤ ꯂꯤꯁꯇꯥ ꯌꯥꯎꯔꯤꯕꯥ ꯄꯣꯠꯂꯝꯁꯤꯡ ꯑꯗꯨ ꯁꯃꯨꯗ꯭ꯔ ꯈꯣꯡꯕꯥꯜꯗꯥ ꯊꯤꯕꯥ ꯍꯧꯔꯒꯅꯤ꯫ ꯄ꯭ꯂꯦꯌꯔꯁꯤꯡꯅꯥ ꯂꯤꯁ ꯑꯁꯤꯗꯥ ꯄꯣꯠ ꯑꯃꯥ ꯐꯪꯂꯕꯥ ꯃꯇꯝꯗꯥ, ꯃꯈꯣꯏꯅꯥ ꯃꯗꯨꯒꯤ ꯐꯣꯇꯣ ꯑꯃꯥ ꯂꯧꯒꯗꯕꯅꯤ ꯅꯠꯇ꯭ꯔꯒꯥ ꯈꯣꯝꯖꯤꯟꯗꯨꯅꯥ ꯍꯧꯔꯛꯄꯒꯤ ꯃꯐꯝ ꯑꯗꯨꯗꯥ ꯑꯃꯨꯛ ꯍꯟꯅꯥ ꯄꯨꯔꯛꯀꯗꯕꯅꯤ꯫ ꯃꯈꯣꯏꯒꯤ ꯂꯤꯁꯇꯥ ꯌꯥꯎꯔꯤꯕꯥ ꯄꯣꯠꯂꯝ ꯄꯨꯝꯅꯃꯛ ꯊꯤꯕꯥ ꯑꯍꯥꯟꯕꯥ ꯇꯤꯝ ꯅꯠꯇ꯭ꯔꯒꯥ ꯃꯇꯝ ꯂꯣꯏꯔꯕꯥ ꯃꯇꯝꯗꯥ ꯈ꯭ꯋꯥꯏꯗꯒꯤ ꯌꯥꯝꯅꯥ ꯄꯣꯠꯂꯝꯁꯤꯡ ꯐꯪꯈꯤꯕꯥ ꯇꯤꯝ ꯑꯗꯨꯅꯥ ꯒꯦꯝ ꯑꯗꯨ ꯃꯥꯏ ꯄꯥꯛꯏ꯫ ꯇꯥꯏ ꯑꯃꯥ ꯊꯣꯛꯂꯕꯗꯤ ꯑꯍꯥꯟꯕꯥ ꯑꯣꯏꯅꯥ ꯂꯣꯏꯈꯤꯕꯥ ꯇꯤꯝ ꯑꯗꯨ ꯃꯥꯏꯄꯥꯛꯂꯦ ꯍꯥꯏꯅꯥ ꯂꯥꯎꯊꯣꯛꯀꯅꯤ꯫ ꯅꯨꯡꯉꯥꯏꯕꯥ ꯋꯥꯐꯝ ꯑꯃꯥ ꯑꯣꯏꯅꯥ, ꯅꯍꯥꯛꯅꯥ ꯄ꯭ꯂꯦꯌꯔꯁꯤꯡꯅꯥ ꯃꯄꯨꯡ ꯐꯥꯍꯟꯒꯗꯕꯥ ꯁꯃꯨꯗ꯭ꯔ ꯈꯣꯡꯕꯥꯜꯒꯤ ꯁꯤꯡꯅꯕꯥ ꯈꯔꯁꯨ ꯌꯥꯎꯍꯟꯕꯥ ꯌꯥꯏ, ꯃꯈꯣꯏꯁꯤꯡ ꯑꯗꯨꯗꯤ ꯁꯦꯟꯗꯜꯋꯨꯠ ꯑꯃꯥ ꯁꯥꯕꯥ, ꯍꯦꯔꯃꯤꯠ ꯀ꯭ꯔꯦꯕ ꯑꯃꯥ ꯊꯤꯕꯥ, ꯅꯠꯇ꯭ꯔꯒꯥ ꯑꯄꯤꯛꯄꯥ ꯉꯥ ꯑꯃꯥ ꯂꯧꯕꯥ ꯑꯁꯤꯅꯆꯤꯡꯕꯅꯤ꯫ ꯒꯦꯝ ꯑꯁꯤ ꯄ꯭ꯂꯦꯌꯔꯁꯤꯡꯅꯥ ꯁꯃꯨꯗ꯭ꯔ ꯈꯣꯡꯕꯥꯜꯗꯥ ꯆꯠꯄꯥ ꯑꯃꯁꯨꯡ ꯃꯐꯝ ꯑꯗꯨꯗꯥ ꯐꯪꯂꯤꯕꯥ ꯃꯍꯧꯁꯥꯒꯤ ꯄꯣꯠꯂꯝꯁꯤꯡꯒꯤ ꯃꯔꯝꯗꯥ ꯈꯪꯅꯕꯒꯤ ꯅꯨꯡꯉꯥꯏꯕꯥ ꯃꯑꯣꯡ ꯑꯃꯅꯤ꯫ ꯃꯁꯤꯅꯥ ꯇꯤꯝꯋꯥꯛ, ꯄ꯭ꯔꯣꯕ꯭ꯂꯦꯝ ꯁꯣꯜꯕ ꯇꯧꯕꯥ, ꯑꯃꯁꯨꯡ ꯑꯦꯗꯚꯦꯟꯆꯔꯒꯤ ꯋꯥꯈꯜꯂꯣꯟ ꯑꯃꯥ ꯄꯨꯛꯅꯤꯡ ꯊꯧꯒꯠꯂꯤ, ꯃꯁꯤꯅꯥ ꯁꯃꯨꯗ꯭ꯔ ꯈꯣꯡꯕꯥꯜꯗꯥ ꯅꯨꯃꯤꯠ ꯆꯨꯞꯄꯥ ꯑꯃꯥ ꯂꯦꯞꯄꯒꯤꯗꯃꯛ ꯃꯄꯨꯡ ꯐꯥꯕꯥ ꯊꯕꯛ ꯑꯃꯥ ꯑꯣꯏꯍꯜꯂꯤ꯫ ꯅꯝꯕꯔ ꯑꯃꯒꯤ ꯐꯦꯛꯇꯣꯔꯤꯑꯦꯜ ꯀꯦꯜꯀꯨꯂꯦꯠ ꯇꯧꯅꯕꯒꯤꯗꯃꯛ ꯖꯥꯚꯥ ꯄ꯭ꯔꯣꯒ꯭ꯔꯥꯝ ꯑꯃꯥ ꯁꯦꯝꯃꯨ꯫ ꯃꯗꯨꯒꯤ ꯃꯇꯨꯡꯗꯥ ꯔꯤꯖꯜꯇ ꯑꯗꯨ ꯌꯨꯖꯔꯗꯥ ꯎꯠꯂꯨ꯫ ꯅꯍꯥꯛꯅꯥ ꯄ꯭ꯔꯣꯒ꯭ꯔꯥꯝ ꯑꯁꯤ ꯀꯧꯕꯥ ꯐꯥꯏꯜ ꯑꯃꯗꯥ ꯁꯦꯞ ꯇꯧꯗꯨꯅꯥ ꯑꯃꯁꯨꯡ ꯀꯃꯥꯟꯗ ꯔꯟ ꯇꯧꯗꯨꯅꯥ ꯀꯝꯄꯥꯏꯜ ꯇꯧꯕꯥ ꯌꯥꯏ꯫ ꯃꯗꯨꯒꯤ ꯃꯇꯨꯡꯗꯥ ꯅꯍꯥꯛꯅꯥ ꯀꯃꯥꯟꯗ ꯔꯟ ꯇꯧꯗꯨꯅꯥ ꯑꯃꯁꯨꯡ ꯄ꯭ꯔꯣꯝꯁꯤꯡ ꯑꯗꯨ ꯇꯨꯡ ꯏꯟꯗꯨꯅꯥ ꯄ꯭ꯔꯣꯒ꯭ꯔꯥꯝ ꯑꯗꯨ ꯔꯟ ꯇꯧꯕꯥ ꯌꯥꯏ꯫ ꯄꯤꯔꯤꯕꯥ ꯄ꯭ꯂꯦꯟ ꯑꯅꯤ ꯑꯁꯤꯒꯤ ꯏꯟꯇꯔꯁꯦꯛꯁꯟ ꯑꯗꯨꯗꯥ ꯆꯠꯂꯤꯕꯥ ꯂꯥꯏꯟ ꯑꯗꯨꯒꯤ ꯏꯀ꯭ꯌꯨꯏꯂꯔ ꯑꯗꯨ ꯊꯤꯅꯕꯒꯤꯗꯃꯛ ꯑꯩꯈꯣꯏꯅꯥ ꯑꯍꯥꯟꯕꯗꯥ ꯃꯈꯣꯏꯒꯤ ꯏꯟꯇꯔꯁꯦꯛꯁꯟ ꯑꯗꯨ ꯊꯤꯕꯥ ꯃꯊꯧ ꯇꯥꯏ꯫ ꯃꯜꯇꯤꯄ꯭ꯂꯦꯁꯟꯒꯤ ꯔꯤꯖꯜꯇ ꯑꯁꯤ ꯑꯣꯏꯒꯅꯤ, ꯔꯤꯖꯜꯇ ꯑꯗꯨ ꯈ꯭ꯋꯥꯏꯗꯒꯤ ꯅꯛꯄꯥ ꯏꯟꯇꯤꯖꯔꯗꯥ ꯂꯥꯎꯊꯣꯛꯂꯕꯥ ꯃꯇꯝꯗꯥ, ꯃꯁꯤ ꯍꯥꯟꯅꯅꯥ ꯏꯟꯇꯤꯖꯔ ꯑꯃꯥ ꯑꯣꯏꯕꯅꯥ ꯁꯨꯞꯅꯇꯒꯤ ꯚꯦꯜꯂꯨ ꯑꯗꯨꯃꯛ ꯑꯣꯏꯒꯅꯤ꯫